ꯂꯤ ꯀꯣꯟ ꯌ꯭ꯌꯨ ꯑꯁꯤ ꯍꯧꯖꯤꯛ ꯃꯇꯝꯒꯤ ꯁꯤꯡꯒꯥꯄꯨꯔꯒꯤ ꯂꯩꯕꯥꯛ ꯑꯁꯤ ꯂꯤꯡꯈꯠꯄꯗ ꯃꯄꯥ ꯑꯣꯏꯅ ꯑꯃꯁꯨꯡ ꯃꯍꯥꯛꯀꯤ ꯃꯇꯝꯗ ꯃꯁꯤꯕꯨ ꯌꯥꯝꯅ ꯆꯥꯎꯈꯠꯂꯕ ꯂꯩꯕꯥꯛ ꯑꯃ ꯑꯣꯏꯅ ꯍꯣꯡꯗꯣꯛꯍꯟꯕ ꯃꯍꯥꯛꯀꯤ ꯂꯨꯆꯤꯡꯕꯒꯤꯗꯃꯛ ꯄꯥꯛ ꯁꯟꯅ ꯈꯪꯅꯩ꯫ ꯂꯤ ꯑꯁꯤ ꯕ꯭ꯔꯤꯇꯤꯁꯀꯤ ꯂꯣꯏꯂꯝꯒꯤ ꯂꯩꯉꯥꯛ ꯃꯇꯝꯗ ꯁꯤꯡꯒꯥꯄꯨꯔꯗ ꯄꯣꯛꯈꯤ꯫ ꯖꯥꯄꯥꯅꯤꯁ ꯁꯤꯡꯅ ꯂꯧꯁꯤꯟꯈꯤꯕ ꯃꯇꯝꯗ ꯂꯤꯅ ꯁꯦꯡꯗꯣꯛꯄꯒꯤ ꯊꯧꯗꯣꯛ ꯑꯃꯗꯒꯤ ꯅꯥꯟꯊꯣꯛꯈꯤ꯫ ꯃꯗꯨꯒꯤ ꯃꯇꯨꯡꯗ ꯖꯥꯄꯥꯅꯤꯁ ꯁꯤꯡꯒꯤ ꯄ꯭ꯔꯣꯄꯥꯒꯦꯟꯗ ꯑꯣꯐꯤꯁꯀꯤ ꯑꯦꯗꯃꯤꯅꯤꯁꯇ꯭ꯔꯦꯁꯟ ꯁꯔꯕꯤꯁ ꯑꯣꯐꯤꯁꯔ ꯑꯃ ꯑꯣꯏꯅ ꯊꯕꯛ ꯇꯧꯔꯤꯉꯩꯗ ꯃꯍꯥꯛꯀꯤ ꯃꯁꯥꯒꯤ ꯂꯂꯣꯟ ꯏꯇꯤꯛꯁꯤꯡ ꯍꯧꯈꯤ꯫ ꯃꯥꯂꯦꯝꯒꯤ ꯂꯥꯟ ꯑꯅꯤ ꯁꯨꯕ ꯂꯣꯏꯔꯕ ꯃꯇꯨꯡꯗ ꯂꯤꯅ ꯀꯦꯝꯕ꯭ꯔꯤꯖꯀꯤ ꯐꯤꯠꯖ꯭ꯋꯤꯂꯤꯌꯝ ꯀꯣꯂꯦꯖꯗ ꯑꯥꯏꯟ ꯇꯝꯈꯤ, ꯑꯃꯁꯨꯡ ꯐꯔ꯭ꯁꯠ ꯗꯤꯒ꯭ꯔꯤ ꯑꯃ ꯂꯧꯗꯨꯅ ꯒ꯭ꯔꯦꯖꯨꯑꯦꯁꯟ ꯇꯧꯈꯤ꯫ ꯃꯍꯥꯛꯄꯨ ꯃꯤꯗꯜ ꯇꯦꯝꯄꯜ ꯕꯥꯔꯗ ꯀꯧꯈꯤ꯫ ꯃꯍꯥꯛꯅ ꯁꯤꯡꯒꯥꯄꯨꯔꯗ ꯍꯜꯂꯛꯄ ꯃꯇꯝꯗ ꯃꯍꯥꯛꯅ ꯕ꯭ꯔꯤꯇꯤꯁꯅ ꯃꯈꯣꯏꯒꯤ ꯂꯣꯏꯂꯝꯒꯤ ꯂꯩꯉꯥꯛ ꯑꯗꯨ ꯊꯥꯗꯣꯛꯅꯕ ꯈꯣꯡꯖꯪ ꯆꯪꯁꯤꯜꯂꯛꯄ ꯃꯇꯝꯗ ꯎꯀꯤꯜ ꯑꯃꯁꯨꯡ ꯋꯥꯌꯦꯜꯂꯣꯏ ꯑꯃ ꯑꯣꯏꯅ ꯊꯕꯛ ꯇꯧꯈꯤ꯫ ꯂꯤꯅ ꯗꯤ ꯄꯤꯄꯜꯁ ꯑꯦꯛꯁꯟ ꯄꯥꯔꯇꯤ ꯑꯁꯤ ꯄꯨꯟꯅ ꯂꯤꯡꯈꯠꯈꯤ ꯑꯃꯁꯨꯡ ꯃꯤꯌꯥꯝꯒꯤ ꯃꯤꯈꯜꯒꯤ ꯃꯇꯝꯗ ꯇꯥꯟꯖꯣꯡ ꯄꯥꯒꯔ ꯗꯤꯕꯤꯖꯟꯗ ꯃꯍꯥꯛꯀꯤ ꯑꯍꯥꯟꯕ ꯐꯝ ꯑꯗꯨ ꯐꯪꯈꯤ ꯑꯃꯁꯨꯡ ꯄꯥꯔꯂꯤꯌꯥꯃꯦꯟꯠꯇ ꯗꯤ ꯐꯦꯛꯇꯣ ꯑꯣꯄꯣꯖꯤꯁꯟꯒꯤ ꯂꯨꯆꯤꯡꯕ ꯑꯣꯏꯈꯤ꯫ ꯂꯤꯅ ꯃꯍꯥꯛꯀꯤ ꯗꯜꯕꯨ ꯑꯍꯥꯟꯕ ꯃꯤꯈꯜꯗ ꯃꯥꯏ ꯄꯥꯛꯄꯗ ꯂꯨꯆꯤꯡꯈꯤ ꯑꯃꯁꯨꯡ ꯂꯩꯄꯥꯛ ꯑꯁꯤꯒꯤ ꯑꯍꯥꯟꯕ ꯄ꯭ꯔ꯭ꯙꯥꯟ ꯃꯟꯇ꯭ꯔꯤ ꯑꯣꯏꯅ ꯍꯥꯞꯈꯤ꯫ ꯕ꯭ꯔꯤꯇꯦꯟꯗꯒꯤ ꯃꯄꯨꯡ ꯐꯥꯅ ꯌꯨꯝꯒꯤ ꯂꯩꯉꯥꯛ ꯐꯪꯅꯕ ꯂꯤꯅ ꯃꯂꯦꯁꯤꯌꯥ ꯁꯦꯝꯅꯕ ꯅꯦꯁꯅꯦꯜ ꯔꯦꯐ꯭ꯔꯃꯥꯟꯗ ꯑꯇꯣꯞꯄ ꯍꯥꯟꯅꯒꯤ ꯕ꯭ꯔꯤꯇꯤꯁꯀꯤ ꯂꯝꯁꯤꯡꯒ ꯄꯨꯟꯁꯤꯟꯅꯅꯕ ꯈꯣꯡꯖꯪ ꯆꯪꯁꯤꯟꯈꯤ꯫ ꯖꯥꯇꯤꯒꯤ ꯑꯣꯏꯕ ꯌꯦꯠꯅꯕ ꯑꯃꯁꯨꯡ ꯋꯥꯈꯜꯂꯣꯟꯒꯤ ꯈꯦꯠꯅꯕꯅ ꯃꯇꯨꯡꯗ ꯃꯂꯦꯁꯤꯌꯥꯗꯒꯤ ꯁꯤꯡꯒꯥꯄꯨꯔꯕꯨ ꯂꯧꯊꯣꯛꯈꯤ ꯑꯃꯁꯨꯡ ꯃꯗꯨꯒꯤ ꯃꯇꯨꯡꯗ ꯄꯨꯟꯁꯤꯟꯅꯕꯒꯤ ꯆꯍꯤ ꯑꯅꯤꯗꯒꯤ ꯌꯥꯝꯗ꯭ꯔꯕꯗ ꯏꯪ ꯂꯤꯁꯤꯡ ꯑꯃꯒ ꯆꯃꯥꯄꯟ ꯍꯨꯝꯐꯨ ꯃꯉꯥꯗ ꯅꯤꯡꯇꯝꯕ ꯐꯪꯈꯤ꯫ ꯃꯤꯌꯥꯝꯒꯤ ꯃꯤꯈꯜ ꯈꯨꯗꯤꯡꯃꯛꯇ ꯄꯥꯔꯂꯤꯌꯥꯃꯦꯟꯠꯅ ꯃꯄꯨꯡ ꯐꯥꯅ ꯂꯥꯛꯁꯤꯟꯕꯒ ꯂꯣꯏꯅꯅ, ꯂꯤꯅ ꯃꯍꯥꯛꯀꯤ ꯄ꯭ꯔꯤꯃ꯭ꯌꯔꯁꯤꯞꯀꯤ ꯃꯅꯨꯡꯗ ꯁꯦꯟꯊꯣꯛ ꯌꯥꯝꯅ ꯂꯩꯕ ꯆꯥꯎꯈꯠꯂꯕ ꯂꯩꯕꯥꯛ ꯑꯃ ꯑꯣꯏꯅ ꯁꯤꯡꯒꯥꯄꯨꯔꯕꯨ ꯍꯣꯡꯗꯣꯛꯄ ꯑꯗꯨ ꯌꯦꯡꯁꯤꯟꯈꯤ꯫ ꯊꯧꯑꯣꯡ ꯑꯁꯤꯗ ꯃꯍꯥꯛꯅ ꯌꯥꯝꯅ ꯀꯥꯟꯅꯔꯕ ꯁꯦꯟꯖꯥ ꯊꯨꯝꯖꯥꯒꯤ ꯃꯥꯌꯣꯛꯇ ꯂꯩꯕ ꯂꯩꯉꯥꯛ ꯑꯃꯁꯨꯡ ꯁꯤꯚꯤꯜ ꯁꯔꯕꯤꯁ ꯑꯃ ꯁꯦꯝꯈꯤ꯫ ꯂꯤꯅ ꯃꯇꯝ ꯁꯥꯡꯅ ꯈꯨꯅꯥꯏꯒꯤ ꯑꯃꯁꯨꯡ ꯁꯦꯟꯃꯤꯠꯂꯣꯟꯒꯤ ꯊꯧꯔꯥꯡꯒꯤ ꯁꯧꯒꯠꯂꯗꯨꯅ ꯃꯤꯌꯥꯝꯅ ꯄꯥꯝꯅꯕ ꯊꯧꯁꯤꯜꯁꯤꯡ ꯊꯥꯗꯣꯛꯈꯤ꯫ꯃꯦꯔꯤꯇꯣꯀ꯭ꯔꯦꯁꯤ ꯑꯃꯁꯨꯡ ꯃꯜꯇꯤꯔꯥꯁꯤꯌꯦꯂꯤꯖꯝ ꯈꯨꯠꯊꯥꯡꯗ ꯁꯤꯚꯤꯀꯜ ꯅꯦꯁꯅꯦꯂꯤꯁꯠ ꯁꯧꯒꯠꯈꯤ꯫ ꯂꯤꯒꯤ ꯄ꯭ꯔꯤꯃ꯭ꯌꯔꯁꯤꯞ ꯑꯁꯤ ꯋꯦꯁꯇꯔꯟ ꯋꯔꯜꯗ ꯑꯦꯊꯣꯔꯦꯇꯤꯛꯀꯤ ꯑꯣꯏꯕ ꯅꯠꯇ꯭ꯔꯒ ꯁ꯭ꯀꯣꯂꯔꯁꯤꯡ ꯑꯃꯁꯨꯡ ꯃꯤꯗꯤꯌꯥꯅ ꯂꯝꯖꯤꯡꯕ ꯗꯦꯃꯣꯀ꯭ꯔꯦꯁꯤ ꯃꯈꯜ ꯑꯃ ꯑꯣꯏꯅ ꯐꯣꯡꯗꯣꯛꯈꯤ꯫ ꯃꯍꯥꯛꯄꯨ ꯄꯥꯎ ꯆꯦꯒꯤ ꯅꯤꯡꯇꯝꯕꯁꯤꯡ ꯍꯟꯊꯍꯟꯕ ꯃꯤꯌꯥꯝꯒꯤ ꯋꯥꯀꯠꯁꯤꯡꯗ ꯑꯄꯤꯛꯄ ꯉꯝꯈꯩꯁꯤꯡ ꯍꯥꯞꯄ ꯌꯨꯅꯤꯌꯟꯒꯤ ꯃꯥꯌꯣꯛꯇ ꯂꯦꯖꯤꯁꯂꯦꯁꯟ ꯑꯃꯁꯨꯡ ꯀꯣ ꯑꯣꯞꯁꯟ ꯈꯨꯠꯊꯥꯡꯗ ꯏꯟꯗꯁꯇ꯭ꯔꯤ ꯅꯠꯇ꯭ꯔꯒ ꯁ꯭ꯇ꯭ꯔꯥꯏꯛ ꯑꯦꯛꯁꯟꯗ ꯁꯤꯟꯃꯤꯁꯤꯡꯒꯤ ꯈꯣꯡꯖꯪꯁꯤꯡ ꯊꯤꯡꯕ ꯑꯃꯁꯨꯡ ꯃꯃꯤꯡ ꯂꯩꯔꯕ ꯂꯩꯉꯥꯛꯂꯣꯟꯒꯤ ꯃꯥꯌꯣꯛꯇ ꯂꯩꯕꯁꯤꯡꯒꯤ ꯃꯥꯌꯣꯛꯇ ꯏꯀꯥꯏꯈꯨꯝꯅꯕꯒꯤ ꯋꯥꯌꯦꯜꯁꯤꯡ ꯄꯨꯔꯛꯄꯒꯤꯗꯃꯛ ꯈꯟꯅꯈꯤ꯫ ꯂꯤꯅ ꯑꯁꯤꯒꯨꯝꯕ ꯀ꯭ꯔꯤꯇꯤꯛꯁꯤꯡ ꯑꯁꯤꯒꯤ ꯍꯛꯊꯦꯡꯅꯅ ꯐꯪꯗꯨꯅ "ꯀꯔꯤꯒꯨꯝꯕ ꯁꯤꯡꯒꯥꯄꯨꯔ ꯑꯁꯤ ꯅꯥꯅꯤ ꯂꯩꯄꯥꯛ ꯑꯃ ꯑꯣꯏꯔꯕꯗꯤ, ꯃꯗꯨꯕꯨ ꯌꯣꯛꯈꯠꯄꯗ ꯑꯩ ꯌꯥꯎꯏ" ꯍꯥꯏꯅ ꯍꯥꯏꯈꯤ꯫